ꯃꯥꯏ ꯄꯥꯛꯂꯕ ꯗꯥꯏꯕꯔꯁꯤꯇꯤ ꯑꯃꯁꯨꯡ ꯏꯅꯛꯂꯨꯖꯟ ꯄ꯭ꯔꯣꯒ꯭ꯔꯥꯝ ꯑꯃꯒꯤ ꯈꯨꯗꯝ ꯑꯃ ꯄꯤꯌꯨ꯫ ꯃꯥꯏ ꯄꯥꯛꯂꯕ ꯗꯥꯏꯕꯔꯁꯤꯇꯤ ꯑꯃꯁꯨꯡ ꯏꯅꯛꯂꯨꯖꯟ ꯄ꯭ꯔꯣꯒ꯭ꯔꯥꯝ ꯑꯃꯒꯤ ꯈꯨꯗꯝ ꯑꯃꯗꯤ ꯁꯦꯂꯁꯐꯣꯔꯁꯇꯥ ꯂꯩꯕ "ꯏꯅꯛꯂꯨꯖꯟ ꯑꯃꯁꯨꯡ ꯗꯥꯏꯕꯔꯁꯤꯇꯤ ꯄ꯭ꯔꯣꯒ꯭ꯔꯥꯝ"ꯑꯁꯤꯅꯤ꯫ ꯄ꯭ꯔꯣꯒ꯭ꯔꯥꯝ ꯑꯁꯤꯅ ꯃꯁꯤꯅ ꯁꯦꯕ ꯇꯧꯔꯤꯕ ꯈꯨꯟꯅꯥꯏꯁꯤꯡꯒꯤ ꯇꯣꯞ ꯇꯣꯞꯄ ꯃꯑꯣꯡ ꯃꯇꯧ ꯑꯗꯨ ꯎꯠꯄ ꯑꯃꯁꯨꯡ ꯃꯤꯄꯨꯝ ꯈꯨꯗꯤꯡꯃꯛꯅ ꯃꯃꯜ ꯂꯩꯕ ꯏꯀꯥꯏꯈꯨꯝꯅꯕ ꯑꯃꯁꯨꯡ ꯇꯥꯕ ꯌꯥꯕ ꯊꯕꯛ ꯃꯐꯝ ꯑꯃꯥ ꯁꯦꯝꯒꯠꯅꯕ ꯄꯥꯟꯗꯝ ꯊꯝꯂꯤ꯫ ꯁꯦꯂꯁꯐꯣꯔꯁꯀꯤ ꯗꯥꯏꯕꯔꯁꯤꯇꯤ ꯑꯃꯁꯨꯡ ꯏꯅꯛꯂꯨꯖꯟ ꯄ꯭ꯔꯣꯒ꯭ꯔꯥꯝ ꯑꯁꯤ ꯑꯄꯨꯟꯕ ꯑꯃꯅꯤ ꯑꯃꯁꯨꯡ ꯃꯔꯨꯑꯣꯏꯕ ꯂꯝ ꯃꯔꯤꯗ ꯃꯤꯠꯌꯦꯡ ꯊꯝꯂꯤ: ꯇꯣꯞ ꯇꯣꯞꯄ ꯇꯦꯂꯦꯟꯇꯁꯤꯡ ꯄꯨꯛꯅꯤꯡ ꯆꯤꯡꯁꯤꯟꯕ ꯑꯃꯁꯨꯡ ꯍꯥꯏꯌꯔ ꯇꯧꯕ, ꯏꯅꯛꯂꯨꯁꯤꯕ ꯀꯜꯆꯔ ꯑꯃ ꯌꯣꯛꯈꯠꯄ, ꯑꯆꯨꯝꯕ ꯑꯃꯁꯨꯡ ꯃꯥꯟꯅꯕ ꯄꯦ ꯁꯣꯏꯗꯅ ꯐꯪꯍꯟꯕ, ꯑꯃꯁꯨꯡ ꯄ꯭ꯔꯣꯒ꯭ꯔꯦꯁꯀꯤꯗꯃꯛꯇ ꯑꯦꯀꯥꯎꯟꯇꯦꯕꯤꯂꯤꯇꯤ ꯁꯦꯝꯕ꯫ ꯇꯣꯉꯥꯟ ꯇꯣꯉꯥꯅꯕꯥ ꯇꯦꯂꯦꯟꯇꯁꯤꯡꯕꯨ ꯄꯨꯛꯅꯤꯡ ꯆꯤꯡꯁꯤꯟꯅꯕꯥ ꯑꯃꯁꯨꯡ ꯍꯥꯏꯌꯔ ꯇꯧꯅꯕꯥ ꯀꯝꯄꯦꯅꯤ ꯑꯁꯤꯅ "ꯔꯨꯅꯤ ꯔꯨꯜ"ꯒꯨꯝꯕꯥ ꯈꯨꯠꯂꯥꯏꯁꯤꯡ ꯁꯤꯖꯤꯟꯅꯩ꯫ ꯃꯁꯤꯅ ꯑꯣꯄꯟ ꯂꯤꯗꯔꯁꯤꯄꯀꯤ ꯄꯣꯖꯤꯁꯟ ꯈꯨꯗꯤꯡꯃꯛꯀꯤꯗꯃꯛ ꯌꯥꯝꯗ꯭ꯔꯕꯗ ꯅꯨꯄꯤ ꯑꯃ ꯑꯃꯁꯨꯡ ꯑꯟꯗꯔꯔꯤꯞꯔꯦꯖꯦꯟꯇꯦꯗ ꯃꯥꯏꯅꯣꯔꯤꯇꯤ ꯑꯃ ꯈꯟꯅꯒꯗꯕꯅꯤ꯫ ꯁꯦꯂꯁꯐꯣꯔꯁꯇꯥ ꯅꯨꯄꯤꯁꯤꯡ, ꯏꯃꯞꯂꯣꯌꯤꯁꯤꯡ, ꯑꯃꯁꯨꯡ ꯃꯆꯨꯒꯤ ꯃꯤꯑꯣꯏꯁꯤꯡꯒꯤ ꯒ꯭ꯔꯨꯄꯁꯤꯡ ꯌꯥꯎꯅ ꯇꯣꯉꯥꯟ ꯇꯣꯉꯥꯟꯕ ꯀꯝꯃ꯭ꯌꯨꯅꯤꯇꯤꯁꯤꯡꯕꯨ ꯔꯤꯞꯔꯖꯦꯟꯇ ꯇꯧꯔꯤꯕ ꯑꯃꯁꯨꯡ ꯁꯄꯣꯔꯠ ꯇꯧꯔꯤꯕ ꯏꯝꯄꯂꯣꯌꯤ ꯔꯤꯁꯣꯔꯁ ꯒ꯭ꯔꯨꯞ ꯀꯌꯥ ꯑꯃꯁꯨ ꯂꯩꯔꯤ꯫ ꯀꯥꯡꯂꯨꯄꯁꯤꯡ ꯑꯁꯤꯅꯥ ꯏꯃꯞꯂꯣꯌꯤꯁꯤꯡꯅ ꯑꯃꯒ ꯑꯃꯒ ꯁꯝꯅꯍꯟꯅꯕꯥ, ꯃꯈꯣꯏꯒꯤ ꯑꯦꯛꯁꯄꯔꯤꯌꯦꯟꯁꯁꯤꯡ ꯁꯦꯌꯔ ꯇꯧꯅꯕ ꯑꯃꯁꯨꯡ ꯄꯨꯟꯅ ꯊꯕꯛ ꯇꯧꯃꯤꯟꯅꯗꯨꯅ ꯏꯅꯛꯂꯨꯁꯤꯕ ꯀꯂꯆꯔ ꯑꯃꯥ ꯌꯣꯛꯈꯠꯅꯕ ꯃꯐꯝ ꯑꯃ ꯄꯤꯔꯤ꯫ ꯑꯆꯨꯝꯕ ꯑꯃꯁꯨꯡ ꯃꯥꯟꯅꯕꯥ ꯄꯦ ꯁꯣꯏꯗꯅ ꯐꯪꯍꯟꯅꯕ ꯁꯦꯜꯁꯐꯣꯔꯁꯅꯥ ꯆꯥꯡ ꯅꯥꯏꯅ ꯄꯦ ꯏꯛꯕꯤꯇꯤ ꯑꯦꯁꯦꯁꯃꯦꯟꯇꯁꯤꯡ ꯄꯥꯡꯊꯣꯛꯏ꯫ ꯑꯃꯁꯨꯡ ꯃꯁꯛ ꯈꯪꯗꯣꯛꯂꯕ ꯄꯦ ꯒꯦꯞ ꯑꯃꯠꯇ ꯂꯣꯏꯁꯤꯟꯅꯕ ꯋꯥꯁꯛ ꯂꯧꯈ꯭ꯔꯦ꯫ ꯑꯔꯣꯏꯕꯗ ꯀꯝꯄꯦꯅꯤ ꯑꯁꯤꯅ ꯆꯍꯤꯒꯤ ꯑꯣꯏꯕ ꯗꯥꯏꯕꯔꯁꯤꯇꯤ ꯑꯃꯁꯨꯡ ꯏꯅꯛꯂꯨꯖꯅꯒꯤ ꯔꯤꯄꯣꯔꯇꯁꯤꯡ ꯃꯤꯌꯥꯝꯒꯤ ꯃꯥꯡꯗ ꯐꯣꯉꯗꯨꯅ ꯑꯃꯁꯨꯡ ꯑꯦꯀꯖꯤꯛꯌꯨꯇꯤꯕ ꯀꯝꯄꯦꯟꯁꯦꯁꯟ ꯑꯁꯤ ꯗꯥꯏꯕꯔꯁꯤꯇꯤ ꯑꯃꯁꯨꯡ ꯏꯅꯛꯂꯨꯖꯅꯒꯤ ꯄꯥꯟꯗꯝꯁꯤꯡꯒ ꯁꯝꯅꯍꯟꯗꯨꯅ ꯄ꯭ꯔꯣꯒ꯭ꯔꯦꯁꯀꯤꯗꯃꯛꯇ ꯃꯁꯥꯃꯛꯄꯨ ꯑꯦꯀꯥꯎꯟꯇꯦꯕꯜ ꯑꯣꯏꯍꯜꯂꯤ꯫ ꯁꯦꯂꯁꯐꯣꯔꯁꯀꯤ ꯗꯥꯏꯕꯔꯁꯤꯇꯤ ꯑꯃꯁꯨꯡ ꯏꯅꯛꯂꯨꯖꯟ ꯄ꯭ꯔꯣꯒ꯭ꯔꯥꯝ ꯑꯁꯤ ꯃꯑꯣꯡ ꯀꯌꯥꯗꯥ ꯃꯥꯌ ꯄꯥꯛꯂꯦ꯫ ꯀꯝꯄꯦꯅꯤ ꯑꯁꯤꯅ ꯂꯨꯆꯤꯡꯕꯒꯤ ꯐꯝꯁꯤꯡꯗ ꯅꯨꯄꯤꯁꯤꯡ ꯑꯃꯁꯨꯡ ꯃꯤꯍꯨꯠ ꯑꯣꯏꯗꯕ ꯃꯥꯏꯅꯣꯔꯤꯇꯤꯁꯤꯡꯒꯤ ꯔꯤꯞꯔꯖꯦꯟꯇꯦꯁꯟ ꯍꯦꯟꯒꯠꯂꯛꯄꯥ ꯎꯔꯦ꯫ ꯑꯃꯁꯨꯡ ꯃꯁꯤꯒꯤ ꯄꯦ ꯏꯛꯕꯤꯇꯤ ꯑꯦꯁꯦꯁꯃꯦꯟꯇꯁꯤꯡꯅ ꯑꯦꯃꯞꯂꯣꯏ ꯂꯤꯁꯤꯡ ꯀꯌꯥꯒꯤ ꯑꯦꯗꯖꯁ꯭ꯇꯃꯦꯟꯇꯁꯤꯡ ꯊꯣꯛꯍꯜꯂꯦ꯫ ꯃꯁꯤꯒꯤ ꯃꯊꯛꯇꯥ, ꯁꯦꯂꯁꯐꯣꯔꯁ ꯑꯁꯤ ꯍ꯭ꯌꯨꯃꯦꯟ ꯔꯥꯏꯠꯁ ꯀꯦꯝꯄꯦꯟ ꯑꯃꯁꯨꯡ ꯐꯣꯔꯆꯨꯟ ꯃꯦꯒꯥꯖꯤꯟ ꯌꯥꯑꯣꯅꯥ ꯑꯣꯔꯒꯅꯥꯏꯖꯦꯁꯟ ꯀꯌꯥꯅꯥ ꯗꯥꯏꯕꯔꯁꯤꯇꯤ ꯑꯃꯁꯨꯡ ꯏꯅꯛꯂꯨꯖꯅꯒꯤ ꯂꯨꯆꯤꯡꯕꯥ ꯑꯃꯥ ꯑꯣꯏꯅꯥ ꯁꯛꯈꯪꯈ꯭ꯔꯦ꯫